ꯍꯣꯝ ꯁ꯭ꯀꯨꯜꯒꯤ ꯃꯇꯦꯡ ꯄꯥꯡꯅꯕꯥ ꯑꯥꯔꯒꯨꯃꯦꯟꯇ ꯑꯃꯥ ꯁꯦꯝꯃꯨ꯫ ꯍꯣꯝ ꯁ꯭ꯀꯨꯜꯒꯤ ꯃꯇꯦꯡ ꯄꯥꯡꯅꯕꯥ ꯑꯀꯟꯕꯥ ꯋꯥꯐꯝ ꯀꯌꯥ ꯂꯩꯔꯤ꯫ ꯑꯍꯥꯟꯕꯗꯥ, ꯍꯣꯝ ꯁ꯭ꯀꯨꯂꯤꯡꯅꯥ ꯑꯉꯥꯡ ꯑꯗꯨꯒꯤꯗꯃꯛ ꯄꯔꯁꯣꯅꯦꯂꯥꯏꯖ ꯇꯧꯔꯕꯥ ꯑꯦꯖꯨꯀꯦꯁꯟ ꯑꯃꯥ ꯄꯤ꯫ ꯃꯍꯩꯔꯣꯏ ꯈꯨꯗꯤꯡꯃꯛꯀꯤ ꯃꯁꯥꯒꯤ ꯑꯣꯏꯕꯥ ꯑꯈꯟꯅꯕꯥ ꯄꯥꯡꯒꯜ, ꯑꯋꯥꯠꯄꯥ ꯑꯃꯁꯨꯡ ꯇꯝꯅꯕꯒꯤ ꯃꯑꯣꯡ ꯂꯩ꯫ ꯃꯁꯤꯅꯥ ꯇꯥꯛꯄꯗꯤ ꯇ꯭ꯔꯦꯗꯤꯁꯅꯦꯜ ꯀ꯭ꯂꯥꯁꯔꯨꯝꯒꯤ ꯏꯟꯁꯇ꯭ꯔꯛꯁꯟ ꯑꯁꯤ ꯃꯇꯝ ꯄꯨꯝꯅꯃꯛꯇꯥ ꯑꯉꯥꯡ ꯈꯨꯗꯤꯡꯃꯛꯀꯤ ꯈ꯭ꯋꯥꯏꯗꯒꯤ ꯐꯕꯥ ꯐꯤꯠ ꯑꯣꯏꯕꯥ ꯑꯣꯏꯗꯕꯥ ꯌꯥꯏ꯫ ꯍꯣꯝ ꯁ꯭ꯀꯨꯂꯤꯡꯒꯥ ꯂꯣꯏꯅꯅꯥ, ꯀꯔꯤꯒꯨꯝ ꯂꯝ ꯑꯃꯁꯨꯡ ꯇꯝꯕꯤꯕꯒꯤ ꯃꯑꯣꯡ-ꯃꯇꯧꯁꯤꯡ ꯑꯁꯤ ꯃꯍꯩꯔꯣꯏ ꯑꯗꯨꯒꯤ ꯃꯤꯑꯣꯏ ꯑꯃꯒꯤ ꯃꯊꯧ ꯇꯥꯕꯁꯤꯡꯒꯤ ꯃꯇꯨꯡꯏꯟꯅꯥ ꯁꯦꯝꯗꯣꯛ-ꯁꯦꯝꯖꯤꯟ ꯇꯧꯕꯥ ꯌꯥꯏ, ꯃꯈꯣꯏꯅꯥ ꯃꯈꯣꯏꯒꯤ ꯇꯧꯕꯥ ꯉꯝꯕꯁꯤꯡꯒꯥ ꯈ꯭ꯋꯥꯏꯗꯒꯤ ꯆꯨꯅꯕꯥ ꯑꯦꯖꯨꯀꯦꯁꯟ ꯑꯃꯥ ꯁꯣꯏꯗꯅꯥ ꯐꯪꯍꯟꯕꯥ ꯌꯥꯏ꯫ ꯑꯅꯤꯁꯨꯕꯗꯥ, ꯍꯣꯝ ꯁ꯭ꯀꯨꯂꯤꯡꯅꯥ ꯍꯦꯟꯅꯥ ꯐ꯭ꯂꯦꯛꯁꯤꯕꯜ ꯑꯣꯏꯕꯥ ꯁꯦꯗ꯭ꯌꯨꯜ ꯑꯃꯥ ꯄꯤꯔꯤ꯫ ꯇ꯭ꯔꯦꯗꯤꯁꯅꯦꯜ ꯁ꯭ꯀꯨꯂꯁꯤꯡꯗꯥ, ꯃꯍꯩꯔꯣꯏꯁꯤꯡꯅꯥ ꯅꯨꯃꯤꯠ ꯈꯨꯗꯤꯡꯒꯤ ꯂꯦꯞꯄꯥ ꯂꯩꯇꯅꯥ ꯄꯨꯡ ꯀꯌꯥ ꯇꯨꯝꯕꯥ ꯑꯃꯁꯨꯡ ꯁ꯭ꯀꯨꯜꯗꯥ ꯆꯠꯄꯥ ꯃꯇꯧ ꯇꯥꯏ꯫ ꯃꯁꯤ ꯃꯍꯩꯔꯣꯏ ꯄꯨꯝꯅꯃꯛꯀꯤꯗꯃꯛꯇꯥ ꯌꯥꯝꯅꯥ ꯐꯕꯥ ꯑꯣꯏꯗꯕꯥ ꯌꯥꯏ, ꯃꯔꯝꯗꯤ ꯈꯔꯅꯥ ꯑꯌꯨꯛ-ꯅꯨꯡꯊꯤꯜꯗꯥ ꯍꯦꯟꯅꯥ ꯐꯕꯥ ꯊꯕꯛ ꯇꯧꯕꯥ ꯌꯥꯏ, ꯑꯗꯨꯒꯥ ꯑꯇꯩ ꯈꯔꯅꯥ ꯅꯨꯃꯤꯗꯥꯡ ꯅꯠꯇ꯭ꯔꯒꯥ ꯅꯨꯃꯤꯗꯥꯡꯗꯥ ꯍꯦꯟꯅꯥ ꯐꯕꯥ ꯇꯝꯕꯥ ꯌꯥꯏ꯫ ꯍꯣꯝ ꯁ꯭ꯀꯨꯂꯤꯡꯒꯥ ꯂꯣꯏꯅꯅꯥ, ꯃꯍꯩꯔꯣꯏ ꯑꯗꯨꯒꯤ ꯁꯦꯗ꯭ꯌꯨꯜ ꯑꯗꯨ ꯃꯈꯣꯏꯒꯤ ꯗꯔꯀꯥꯔ ꯑꯣꯏꯕꯁꯤꯡꯒꯥ ꯆꯨꯅꯕꯥ ꯃꯑꯣꯡꯗꯥ ꯁꯦꯝꯗꯣꯛ-ꯁꯦꯝꯖꯤꯟ ꯇꯧꯕꯥ ꯌꯥꯏ, ꯃꯗꯨꯅꯥ ꯃꯈꯣꯏꯗꯥ ꯏꯟꯐꯣꯔꯃꯦꯁꯟ ꯇꯝꯕꯗꯥ ꯑꯃꯁꯨꯡ ꯊꯝꯕꯗꯥ ꯍꯦꯟꯅꯥ ꯂꯥꯏꯍꯜꯂꯤ꯫ ꯑꯍꯨꯝꯁꯨꯕꯥ, ꯍꯣꯝ ꯁ꯭ꯀꯨꯂꯤꯡꯅꯥ ꯃꯃꯥ-ꯃꯄꯥ ꯑꯃꯁꯨꯡ ꯑꯉꯥꯡꯒꯤ ꯃꯔꯛꯇꯥ ꯍꯦꯟꯅꯥ ꯅꯛꯅꯕꯥ ꯃꯔꯤ ꯑꯃꯥ ꯊꯝꯕꯥ ꯉꯝꯍꯜꯂꯤ꯫ ꯍꯣꯝ ꯁ꯭ꯀꯨꯜꯗꯥ ꯇꯝꯂꯤꯕꯥ ꯑꯉꯥꯡꯁꯤꯡꯅꯥ ꯃꯈꯣꯏꯒꯤ ꯃꯃꯥ-ꯃꯄꯥꯁꯤꯡꯒꯥ ꯃꯇꯝ ꯍꯦꯟꯅꯥ ꯂꯦꯟꯗꯨꯅꯥ ꯃꯈꯣꯏꯒꯤ ꯃꯔꯛꯇꯥ ꯍꯦꯟꯅꯥ ꯀꯟꯈꯠꯄꯥ ꯃꯔꯤ ꯑꯃꯥ ꯁꯦꯝꯒꯠꯂꯤ꯫ ꯃꯁꯤꯅꯥ ꯑꯉꯥꯡ ꯑꯗꯨꯒꯤ ꯏꯃꯣꯁꯅꯦꯜ ꯑꯃꯁꯨꯡ ꯁꯣꯁꯤꯑꯦꯜ ꯗꯤꯚꯦꯂꯞꯃꯦꯟꯗꯥ ꯀꯥꯟꯅꯕꯥ ꯄꯤꯕꯥ ꯌꯥꯏ, ꯃꯔꯝꯗꯤ ꯃꯈꯣꯏꯅꯥ ꯃꯈꯣꯏꯒꯤ ꯑꯦꯖꯨꯀꯦꯁꯟꯒꯤ ꯈꯣꯡꯆꯠꯇꯥ ꯍꯦꯟꯅꯥ ꯁꯦꯛꯌꯨꯑꯣꯔ ꯑꯣꯏꯕꯥ ꯑꯃꯁꯨꯡ ꯁꯄꯣꯔꯠ ꯇꯧꯕꯥ ꯐꯥꯎꯏ꯫ ꯑꯔꯣꯏꯕꯗꯥ, ꯍꯣꯝ ꯁ꯭ꯀꯨꯂꯤꯡꯅꯥ ꯑꯉꯥꯡ ꯑꯗꯨꯗꯥ ꯍꯦꯟꯅꯥ ꯁꯥꯐꯕꯥ ꯂꯔꯅꯤꯡ ꯑꯦꯟꯚꯥꯏꯔꯟꯃꯦꯟꯇ ꯑꯃꯥ ꯄꯤꯕꯥ ꯉꯝꯒꯅꯤ꯫ ꯇ꯭ꯔꯦꯗꯤꯁꯅꯦꯜ ꯁ꯭ꯀꯨꯜꯁꯤꯡꯗꯥ, ꯃꯍꯩꯔꯣꯏꯁꯤꯡꯅꯥ ꯕꯨꯜꯂꯤꯡ ꯅꯠꯇ꯭ꯔꯒꯥ ꯅꯦꯒꯦꯇꯤꯚ ꯄꯤꯌꯔ ꯄ꯭ꯔꯦꯁꯔꯗꯥ ꯁꯣꯛꯍꯟꯕꯥ ꯌꯥꯏ꯫ ꯍꯣꯝ ꯁ꯭ꯀꯨꯂꯤꯡꯅꯥ ꯗꯤꯁꯇ꯭ꯔꯤꯕ꯭ꯌꯨꯁꯟꯁꯤꯡ ꯑꯁꯤ ꯂꯧꯊꯣꯛꯏ, ꯃꯗꯨꯅꯥ ꯑꯉꯥꯡ ꯑꯗꯨꯕꯨ ꯁꯥꯐꯕꯥ ꯑꯃꯁꯨꯡ ꯁꯄꯣꯔꯠ ꯇꯧꯕꯥ ꯑꯀꯣꯏꯔꯣꯟ ꯑꯃꯗꯥ ꯃꯈꯣꯏꯒꯤ ꯑꯦꯖꯨꯀꯦꯁꯟꯗꯥ ꯃꯤꯠꯌꯦꯡ ꯊꯝꯕꯥ ꯌꯥꯍꯜꯂꯤ꯫ ꯂꯣꯏꯁꯤꯜꯂꯛꯄꯗꯥ, ꯍꯣꯝ ꯁ꯭ꯀꯨꯂꯤꯡꯅꯥ ꯇ꯭ꯔꯦꯗꯤꯁꯅꯦꯜ ꯁ꯭ꯀꯨꯂꯤꯡꯗꯒꯤ ꯍꯦꯟꯅꯥ ꯀꯥꯟꯅꯕꯥ ꯀꯌꯥ ꯄꯤꯔꯤ, ꯃꯗꯨꯒꯤ ꯃꯅꯨꯡꯗꯥ ꯄꯔꯁꯣꯅꯦꯂꯥꯏꯖ ꯑꯦꯖꯨꯀꯦꯁꯟ, ꯐ꯭ꯂꯦꯛꯁꯤꯕꯜ ꯁꯦꯗ꯭ꯌꯨꯜ, ꯃꯃꯥ-ꯃꯄꯥ ꯑꯃꯁꯨꯡ ꯑꯉꯥꯡꯒꯤ ꯃꯔꯤ ꯍꯦꯟꯅꯥ ꯅꯛꯅꯕꯥ, ꯑꯃꯁꯨꯡ ꯍꯦꯟꯅꯥ ꯁꯥꯐꯕꯥ ꯇꯝꯅꯕꯒꯤ ꯑꯀꯣꯏꯕꯥ ꯑꯃꯥ ꯌꯥꯎꯏ꯫ ꯀꯥꯟꯅꯕꯁꯤꯡ ꯑꯁꯤꯅꯥ ꯍꯣꯝ ꯁ꯭ꯀꯨꯂꯤꯡ ꯑꯁꯤ ꯏꯃꯨꯡ ꯀꯌꯥꯒꯤ ꯑꯣꯏꯅꯥ ꯆꯠꯅꯕꯥ ꯌꯥꯕꯥ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕꯥ ꯑꯣꯞꯁꯟ ꯑꯃꯥ ꯑꯣꯏꯍꯜꯂꯤ꯫